ꯑꯥꯔꯇꯤꯐꯤꯁꯤꯑꯦꯜ ꯏꯟꯇꯦꯂꯤꯖꯦꯟꯁ ꯃꯁꯤꯅ ꯄ꯭ꯔꯤꯗꯤꯛꯇꯤꯚ ꯃꯦꯟꯇꯦꯅꯦꯟꯁ, ꯁꯄ꯭ꯂꯥꯏ ꯆꯦꯟ ꯃꯦꯅꯦꯖꯃꯦꯟꯇ ꯑꯃꯁꯨꯡ ꯏꯟꯚꯦꯟꯇꯔꯤ ꯀꯟꯇ꯭ꯔꯣꯜꯗꯁꯨ ꯃꯇꯦꯡ ꯄꯥꯡꯕ ꯌꯥꯏ꯫ ꯑꯦꯖꯨꯀꯦꯁꯟ: ꯑꯦꯖꯨꯀꯦꯁꯟꯗ ꯑꯥꯔꯇꯤꯐꯤꯁꯤꯑꯦꯜ ꯏꯟꯇꯦꯂꯤꯖꯦꯟꯁ ꯅ ꯇꯝꯕꯗ ꯄꯔꯁꯣꯅꯦꯂꯥꯏꯖ ꯇꯧꯅꯕ, ꯏꯟꯇꯦꯂꯤꯖꯦꯟꯇ ꯇꯤꯎꯇꯔ ꯁꯤꯁꯇꯦꯝꯁꯤꯡ ꯄꯤꯅꯕ ꯑꯃꯁꯨꯡ ꯒ꯭ꯔꯦꯗꯤꯡ ꯑꯃꯁꯨꯡ ꯑꯦꯁꯦꯁꯃꯦꯟꯇ ꯑꯣꯇꯣꯃꯦꯇꯤꯛ ꯑꯣꯏꯅ ꯁꯤꯖꯤꯟꯅꯩ꯫ ꯑꯦꯟꯇꯔꯇꯦꯟꯃꯦꯟꯇ: ꯑꯥꯔꯇꯤꯐꯤꯁꯤꯑꯦꯜ ꯏꯟꯇꯦꯂꯤꯖꯦꯟꯁ ꯅ ꯄꯔꯁꯣꯅꯦꯂꯥꯏꯖ ꯀꯟꯇꯦꯟꯇ ꯔꯤꯀꯃꯦꯟꯗꯦꯁꯟꯁꯤꯡ ꯁꯦꯞꯗꯨꯅ, ꯚꯣꯏꯁ-ꯑꯦꯛꯇꯤꯚꯦꯇꯦꯗ ꯒꯦꯃꯤꯡꯒꯤꯗꯃꯛꯇ ꯃꯍꯧꯁꯥꯒꯤ ꯂꯣꯜ ꯄ꯭ꯔꯣꯁꯦꯁꯤꯡ ꯁꯤꯖꯤꯟꯅꯗꯨꯅ ꯑꯃꯁꯨꯡ ꯌꯦꯡꯂꯤꯕꯁꯤꯡꯒꯤꯗꯃꯛꯇ ꯏꯟꯇꯔꯦꯛꯇꯤꯚ ꯑꯃꯁꯨꯡ ꯏꯃꯔꯁꯤꯚ ꯑꯦꯛꯁꯄꯔꯤꯌꯦꯟꯁꯁꯤꯡ ꯁꯦꯝꯒꯠꯇꯨꯅ ꯑꯦꯟꯇꯔꯇꯦꯟꯃꯦꯟꯇ ꯏꯟꯗꯁꯗ꯭ꯔꯤꯗ ꯑꯍꯣꯡꯕ ꯄꯨꯔꯛꯂꯤ꯫ ꯑꯥꯔꯇꯤꯐꯤꯁꯤꯑꯦꯜ ꯏꯟꯇꯦꯂꯤꯖꯦꯟꯁ ꯒꯤ ꯑꯦꯄ꯭ꯂꯤꯀꯦꯁꯟꯁꯤꯡ ꯑꯁꯤ ꯄꯥꯛ ꯆꯥꯎꯏ ꯑꯃꯁꯨꯡ ꯃꯇꯝ ꯄꯨꯝꯅꯃꯛꯇ ꯍꯦꯟꯒꯠꯂꯛ‌ꯂ‌ꯦꯞꯑꯃꯁꯨꯡ ꯂꯤꯁ꯭ꯠ ꯑꯁꯤꯅ ꯏꯟꯗꯁꯇ꯭ꯔꯤꯁꯤꯡꯒꯤ ꯃꯔꯛꯇ ꯃꯁꯤꯒꯤ ꯃꯁꯤꯡ ꯊꯤꯉꯝꯗ꯭ꯔꯕ ꯁꯤꯖꯤꯟꯅꯐꯝꯁꯤꯡꯒꯤ ꯃꯊꯛꯇ ꯈꯛꯇꯃꯛ ꯌꯦꯡꯁꯤꯜꯂ‌ꯦ꯫ ꯑꯥꯝ ꯑꯃꯒꯤ ꯃꯆꯤꯟꯖꯥꯛ ꯑꯃꯁꯨꯡ ꯇꯦꯛꯁꯆꯔ ꯑꯗꯨ ꯐꯣꯡꯗꯣꯛꯄꯤꯌꯨ꯫ ꯄꯤꯛꯄ ꯑꯥꯝ ꯑꯃꯅ ꯄꯥꯏꯟꯒꯤ ꯍꯤꯟꯁꯁꯤꯡꯒ ꯂꯣꯏꯅꯅ ꯃꯆꯤ ꯑꯣꯏꯕ, ꯇ꯭ꯔꯣꯄꯤꯀꯦꯜ ꯑꯣꯏꯕ ꯃꯁꯛ ꯑꯃ ꯂꯩ ꯑꯃꯁꯨꯡ ꯀꯔꯤꯒꯨꯝꯕ ꯃꯇꯝꯗ ꯈꯔ ꯇꯦꯟꯖꯤꯅꯦꯁ ꯑꯣꯏ꯫ ꯃꯁꯥ ꯑꯁꯤ ꯖꯨꯁ ꯑꯣꯏ ꯑꯃꯁꯨꯡ ꯃꯗꯨ ꯇꯔꯨ-ꯇꯅꯥꯟꯕ, ꯀ꯭ꯔꯤꯝ ꯌꯥꯎꯕ ꯇꯦꯛꯁꯆꯔ ꯑꯃ ꯂꯩ, ꯃꯗꯨ ꯄꯤꯛꯄ ꯃꯇꯝꯗ ꯁꯣꯔꯕꯦꯇꯒꯨꯝꯅ ꯅꯍꯥꯛꯀꯤ ꯃꯤꯠꯇ ꯆꯦꯟꯊꯈꯤ꯫ ꯑꯗꯨꯝ ꯑꯣꯏꯅꯃꯛ ꯃꯈꯜ ꯈꯔꯒꯤ ꯃꯔꯛꯇ ꯂꯩꯕ ꯊꯣꯡꯅꯥꯎꯁꯤꯡꯒꯨꯝꯅ ꯈꯔ ꯐꯤꯕꯔ ꯑꯣꯏꯕ ꯇꯦꯛꯁꯆꯔ ꯑꯃ ꯂꯩꯕ ꯌꯥꯏ꯫ ꯄꯤꯛꯄ ꯉꯝꯗꯕ ꯃꯇꯝꯗ, ꯅꯠꯇ꯭ꯔꯒ ꯒ꯭ꯔꯤꯟ ꯑꯥꯝ ꯃꯆꯤꯟꯖꯥꯛ ꯑꯁꯤ ꯇꯔꯨ-ꯇꯅꯥꯟꯕ ꯑꯃꯁꯨꯡ ꯇꯦꯟꯖꯤꯅꯤ ꯑꯃꯁꯨꯡ ꯃꯁꯥ ꯑꯗꯨ ꯆꯦꯠꯅ ꯀꯨꯞꯁꯤꯜꯂ‌ꯦ꯫ ꯑꯄꯨꯟꯕ ꯑꯣꯏꯅ ꯑꯥꯞꯒꯤ ꯃꯁꯛ ꯑꯁꯤ ꯃꯆꯤ ꯑꯣꯏꯕ ꯆꯤꯟꯖꯥꯛ ꯑꯃꯁꯨꯡ ꯑꯦꯁꯤꯗꯤꯇꯤꯒꯤ ꯃꯆꯤ ꯑꯣꯏꯕ ꯆꯤꯟꯖꯥꯛ ꯑꯃꯅꯤ ꯑꯃꯁꯨꯡ ꯇꯦꯛꯁꯆꯔ ꯑꯁꯤ ꯄꯤꯛꯄ ꯃꯇꯝꯗ ꯇꯔꯨ ꯇꯅꯥꯟꯕ ꯑꯣꯏ꯫। ꯍꯟꯗꯛꯀꯤ ꯁꯥꯏꯟꯇꯤꯐꯤꯛ ꯑꯣꯏꯕ ꯑꯅꯧꯕ ꯊꯧꯑꯣꯡ ꯑꯃꯒꯤ ꯃꯇꯥꯡꯗ ꯃꯃꯤꯡ ꯂꯩꯔꯕ ꯄꯥꯎꯒꯤ ꯁꯣꯔꯁ ꯑꯃꯗꯒꯤ ꯑꯥꯔꯇꯤꯀꯜ ꯑꯃ ꯊꯤꯕꯤꯌꯨ꯫ ꯍꯟꯗꯛꯀꯤ ꯁꯥꯏꯟꯇꯤꯐꯤꯛ ꯑꯣꯏꯕ ꯑꯅꯧꯕ ꯊꯧꯑꯣꯡ ꯑꯃꯅ ꯃꯀꯣꯛ ꯊꯣꯡꯕ ꯑꯣꯏꯔꯛꯂꯤꯕ ꯑꯁꯤ ꯏꯂꯤꯅꯌꯁ ꯌꯨꯅꯤꯚꯔꯁꯤꯇꯤꯒꯤ ꯁꯥꯏꯟꯇꯤꯁꯠꯁꯤꯡꯒꯤ ꯀꯥꯡꯕꯨ ꯑꯃꯗꯒꯤ ꯂꯥꯛꯄꯅꯤ꯫ ꯁꯦꯞꯇꯦꯝꯕꯔ ꯇꯔꯦꯠ, ꯂꯤꯁꯤꯡ ꯑꯅꯤꯒ ꯀꯨꯟꯃꯥꯊꯣꯏꯗ ꯐꯣꯡꯕ ꯑꯥꯔꯇꯤꯀꯜ ꯑꯃꯗ ꯀꯥꯡꯕꯨ ꯑꯁꯤꯅ ꯍꯧꯖꯤꯛ ꯂꯩꯔꯤꯕ ꯑꯣꯞꯁꯟꯁꯤꯡꯗꯒꯤ ꯍꯦꯟꯅ ꯑꯀꯣꯏꯕꯒꯤ ꯐꯤꯚꯝ ꯁꯣꯛꯍꯟꯗꯕ ꯈꯛꯇ ꯅꯠꯇꯅ ꯏꯅꯔꯖꯤ ꯍꯦꯟꯅ ꯊꯝꯕ ꯉꯝꯕ ꯑꯃꯁꯨꯡ ꯁꯤꯖꯤꯟꯅꯕꯗ ꯍꯦꯟꯅ ꯁꯥꯐꯕ ꯑꯅꯧꯕ ꯃꯈꯜꯒꯤ ꯕꯦꯠꯇꯔꯤ ꯑꯃ ꯄꯨꯊꯣꯛꯈ꯭ꯔꯦ ꯍꯥꯏꯅ ꯄꯥꯎꯗꯝꯈꯤ꯫ ꯑꯅꯧꯕ ꯕꯦꯠꯇꯔꯤ ꯑꯁꯤ "ꯃꯣꯜꯇꯦꯟ ꯁꯣꯗꯤꯌꯝ ꯕꯦꯠꯇꯔꯤ" ꯍꯥꯏꯅ ꯀꯧꯏ, ꯑꯃꯁꯨꯡ ꯃꯁꯤꯅ ꯃꯈꯜ ꯑꯃꯈꯛꯇꯒꯤ ꯇ꯭ꯔꯦꯗꯤꯁ꯭ꯅꯦꯜ ꯕꯦꯠꯇꯔꯤꯁꯤꯡꯗꯒꯤ ꯌꯥꯝꯅ ꯍꯦꯟꯅ ꯅꯦꯝꯕ ꯇꯦꯝꯄꯦꯔꯦꯆꯔꯗ ꯊꯕꯛ ꯇꯧꯏ꯫ ꯃꯁꯤꯅ ꯇꯥꯛꯄꯗꯤ ꯕꯦꯠꯇꯔꯤꯅ ꯔꯨꯝ ꯇꯦꯝꯄꯦꯔꯦꯆꯔꯗ ꯑꯣꯄꯔꯦꯠ ꯇꯧꯕ ꯉꯝꯃꯤ ꯑꯃꯁꯨꯡ ꯑꯇꯩ ꯕꯦꯠꯇꯔꯤꯁꯤꯡꯅ ꯇꯧꯔꯤꯕ ꯑꯦꯅꯔꯖꯤ-ꯏꯟꯇꯦꯟꯁꯤꯚ ꯑꯃꯁꯨꯡ ꯄꯣꯇꯦꯟꯁꯤꯑꯦꯜ ꯑꯣꯏꯕ ꯈꯨꯗꯣꯡꯊꯤꯅꯤꯉꯥꯏ ꯑꯣꯏꯕ ꯀꯨꯂꯤꯡ ꯁꯤꯁꯇꯦꯝꯁꯤꯡꯒꯤ ꯃꯊꯧ ꯇꯥꯗꯦ꯫ ꯍꯦꯟꯅ ꯁꯥꯐꯕ ꯑꯃꯁꯨꯡ ꯑꯀꯣꯏꯕꯒꯤ ꯐꯤꯕꯝ ꯁꯣꯛꯍꯟꯗꯕꯇ ꯅꯠꯇꯅ ꯃꯣꯜꯇꯦꯟ ꯁꯣꯗꯤꯌꯝ ꯕꯦꯠꯇꯔꯤ ꯑꯁꯤꯅ ꯇ꯭ꯔꯦꯗꯤꯁ꯭ꯅꯦꯜ ꯑꯣꯞꯁꯟꯁꯤꯡꯗꯒꯤ ꯍꯦꯟꯅ ꯏꯅꯔꯖꯤ ꯍꯦꯟꯅ ꯊꯝꯕꯁꯨ ꯉꯝꯃꯤ꯫ ꯃꯁꯤꯅ ꯃꯁꯤꯕꯨ ꯁꯣꯂꯥꯔ ꯑꯃꯁꯨꯡ ꯋꯤꯟꯗ ꯐꯥꯔꯃꯁꯤꯡꯒꯨꯝꯕ ꯑꯆꯧꯕ ꯏꯅꯔꯖꯤ ꯁ꯭ꯇꯣꯔꯦꯖꯗ ꯁꯤꯖꯤꯟꯅꯅꯕ ꯊꯥꯖꯅꯤꯡꯉꯥꯏ ꯑꯣꯏꯕ ꯀꯦꯟꯗꯤꯗꯦꯠ ꯑꯃ ꯑꯣꯏꯍꯜꯂ‌ꯦ꯫ ꯃꯁꯤ ꯌꯨꯝ ꯑꯃꯁꯨꯡ ꯂꯂꯣꯟ-ꯏꯇꯤꯛꯀꯤ ꯊꯕꯛꯁꯤꯡꯗ ꯕꯦꯛꯑꯞ ꯄꯥꯋꯔ ꯄꯤꯕꯗꯁꯨ ꯁꯤꯖꯤꯟꯅꯕ ꯌꯥꯒꯅꯤ꯫ ꯑꯅꯧꯕ ꯃꯈꯜꯒꯤ ꯕꯦꯠꯇꯔꯤ ꯑꯁꯤ ꯁꯦꯝꯒꯠꯄꯅ ꯏꯅꯔꯖꯤ ꯁ꯭ꯇꯣꯔꯦꯖꯒꯤ ꯂꯝꯗ ꯃꯁꯛ ꯊꯣꯛꯄ ꯑꯍꯣꯡꯕ ꯑꯃ ꯄꯨꯔꯛꯂ‌ꯦ ꯑꯃꯁꯨꯡ ꯇꯨꯡꯗ ꯔꯤꯟꯌꯨꯑꯦꯕꯜ ꯏꯅꯔꯖꯤꯒꯤ ꯁꯣꯔꯁꯁꯤꯡ ꯑꯁꯤ ꯍꯦꯟꯅ ꯆꯠꯅꯕ ꯌꯥꯕ ꯑꯃꯁꯨꯡ ꯃꯃꯜ ꯍꯣꯡꯕ ꯑꯣꯏꯍꯟꯕꯒꯤ ꯄꯣꯇꯦꯟꯁꯤꯌꯦꯜ ꯂꯩꯔꯤ꯫